ꯔꯣꯕꯣꯠ ꯑꯃꯅ ꯑꯉꯥꯡꯕ ꯀ꯭ꯌꯨꯕꯁꯤꯡ ꯂꯧꯊꯣꯛꯅꯕꯥ ꯀꯃꯥꯟꯗꯁꯤꯡ ꯁꯦꯝꯒꯠꯅꯕꯥ ꯖꯦꯅꯦꯔꯦꯇꯤꯞ ꯄ꯭ꯔꯤꯇ꯭ꯔꯦꯟ ꯇ꯭ꯔꯥꯟꯁꯐꯣꯔꯃꯔ ꯃꯣꯗꯦꯜ ꯑꯃ ꯗꯤꯖꯥꯏꯟ ꯇꯧꯅꯕꯒꯤꯗꯃꯛꯇ ꯃꯈꯥꯗ ꯄꯤꯔꯤꯕ ꯈꯣꯡꯊꯥꯡꯁꯤꯡ ꯑꯁꯤ ꯂꯧꯈꯠꯄ ꯌꯥꯏ - ꯗꯦꯇꯥ ꯈꯣꯝꯖꯤꯟꯕ ꯑꯃꯁꯨꯡ ꯄ꯭ꯔꯤꯄꯔꯣꯁꯦꯁ ꯇꯧꯕ - ꯖꯦꯅꯦꯔꯦꯇꯤꯞ ꯄ꯭ꯔꯤꯇ꯭ꯔꯦꯟ ꯇ꯭ꯔꯥꯟꯁꯐꯣꯔꯃꯔ ꯑꯃꯒꯤ ꯃꯣꯗꯦꯜ ꯑꯃ ꯇ꯭ꯔꯦꯅꯤꯡ ꯇꯧꯕꯒꯤ ꯑꯍꯥꯟꯕ ꯈꯣꯡꯊꯥꯡꯗꯤ ꯈꯣꯝꯖꯤꯟꯕ ꯑꯃꯁꯨꯡ ꯃꯣꯗꯦꯜ ꯑꯁꯤꯅ ꯇꯝꯖꯕꯥ ꯌꯥꯕ ꯄ꯭ꯔꯤꯄꯔꯣꯁꯦꯁ ꯗꯦꯇꯥ꯫ ꯃꯁꯤꯒꯤ ꯀꯦꯁ ꯑꯁꯤꯗ ꯗꯦꯇꯥ ꯑꯁꯤ ꯔꯣꯕꯣꯠ ꯑꯃꯅ ꯑꯉꯥꯡꯕ ꯀ꯭ꯌꯨꯕꯁꯤꯡ ꯂꯧꯊꯣꯛꯄꯗ ꯄꯥꯡꯊꯣꯛꯄ ꯀꯃꯥꯟꯗ ꯑꯃꯁꯨꯡ ꯑꯦꯛꯁꯟꯁꯤꯡꯒꯤ ꯈꯣꯝꯖꯤꯟꯕ ꯑꯃ ꯑꯣꯏꯕ ꯌꯥꯏ꯫ ꯗꯦꯇꯥ ꯑꯁꯤꯅ ꯑꯉꯥꯡꯕ ꯀ꯭ꯌꯨꯕꯁꯤꯡ ꯑꯁꯤ ꯈꯪꯗꯣꯛꯄ, ꯂꯧꯁꯤꯟꯕ ꯑꯃꯁꯨꯡ ꯆꯠꯊꯣꯛ-ꯆꯠꯁꯤꯟ ꯇꯧꯕꯗ ꯃꯊꯧ ꯇꯥꯕ ꯑꯀꯛꯅꯕ ꯆꯠꯊꯣꯛ-ꯆꯠꯁꯤꯟ ꯑꯃꯁꯨꯡ ꯊꯕꯛꯁꯤꯡ ꯌꯥꯎꯕ ꯌꯥꯏ꯫ ꯗꯦꯇꯥ ꯑꯁꯤ ꯄ꯭ꯔꯤꯄꯔꯣꯁꯦꯁ ꯇꯧꯒꯗꯕꯅꯤ, ꯃꯁꯤꯗ ꯀꯃꯥꯟꯗꯁꯤꯡ ꯑꯁꯤ ꯇꯣꯀꯦꯅꯥꯏꯖ ꯇꯧꯕ ꯑꯃꯁꯨꯡ ꯃꯈꯣꯏꯕꯨ ꯃꯣꯗꯦꯜ ꯑꯁꯤꯅ ꯄ꯭ꯔꯣꯁꯦꯁ ꯇꯧꯕ ꯌꯥꯕ ꯅ꯭ꯌꯨꯃꯔꯤꯛ ꯚꯦꯂ꯭ꯌꯨꯁꯤꯡꯗ ꯑꯣꯟꯊꯣꯛꯄ ꯌꯥꯎꯔꯤ꯫ ꯃꯣꯗꯦꯜ ꯁꯦꯝꯕ ꯑꯃꯁꯨꯡ ꯇ꯭ꯔꯦꯟ ꯇꯧꯕ - ꯗꯦꯇꯥ ꯑꯗꯨ ꯁꯦꯝꯗꯣꯛ-ꯁꯦꯝꯖꯤꯟ ꯇꯧꯔꯕꯥ ꯃꯇꯨꯡꯗ, ꯗꯦꯇꯥ ꯑꯗꯨꯗ ꯖꯦꯅꯦꯔꯦꯇꯤꯞ ꯄ꯭ꯔꯤꯇ꯭ꯔꯦꯟ ꯇ꯭ꯔꯥꯟꯁꯐꯣꯔꯃꯔ ꯒꯤ ꯃꯣꯗꯦꯜ ꯑꯥꯔꯀꯤꯇꯦꯛꯆꯔ ꯑꯃ ꯁꯦꯝꯒꯠꯄ ꯑꯃꯁꯨꯡ ꯇ꯭ꯔꯦꯟ ꯇꯧꯕ ꯌꯥꯏ꯫ ꯃꯣꯗꯦꯜ ꯑꯁꯤꯅ ꯇ꯭ꯔꯦꯅꯤꯡ ꯗꯦꯇꯥꯗꯒꯤ ꯇꯝꯂꯛꯄ ꯃꯑꯣꯡ ꯑꯃꯁꯨꯡ ꯃꯔꯤꯁꯤꯡꯗ ꯌꯨꯝꯐꯝ ꯑꯣꯏꯔꯒꯥ, ꯑꯉꯥꯡꯕ ꯀ꯭ꯌꯨꯕꯁꯤꯡ ꯂꯧꯅꯕꯒꯤꯗꯃꯛꯇ ꯅꯣꯚꯦꯜ ꯀꯃꯥꯟꯗꯁꯤꯡ ꯑꯃꯁꯨꯡ ꯑꯦꯛꯁꯟꯁꯤꯡꯒꯤ ꯁꯤꯀ꯭ꯋꯦꯟꯁꯁꯤꯡ ꯁꯦꯝꯒꯠꯄ ꯇꯝꯒꯅꯤ꯫ ꯃꯣꯗꯦꯜ ꯑꯁꯤ ꯐꯥꯏꯅꯦꯜ ꯇ꯭ꯌꯨꯟ ꯇꯧꯕ - ꯑꯍꯥꯟꯚ ꯇ꯭ꯔꯦꯅꯤꯡꯒꯤ ꯃꯇꯨꯡꯗ, ꯃꯣꯗꯦꯜ ꯑꯁꯤ ꯑꯍꯦꯟꯕ ꯗꯦꯇꯥꯗ, ꯅꯠꯇꯔꯒ ꯇꯣꯉꯥꯟ ꯇꯣꯉꯥꯟꯕ ꯍꯥꯏꯄꯔꯄꯦꯔꯥꯃꯤꯇꯔꯁꯤꯡꯒ ꯂꯣꯏꯅꯅ ꯐꯥꯏꯅꯦꯜ ꯇ꯭ꯌꯨꯟ ꯇꯧꯕ ꯃꯊꯧ ꯇꯥꯕ ꯌꯥꯏ, ꯃꯁꯤꯅ ꯑꯉꯥꯡꯕ ꯀ꯭ꯌꯨꯕꯁꯤꯡ ꯂꯧꯅꯕꯒꯤꯗꯃꯛ ꯀꯃꯥꯟꯗꯁꯤꯡ ꯁꯦꯝꯒꯠꯄꯗ ꯃꯁꯤꯒꯤ ꯄꯔꯐꯣꯃꯦꯟꯁ ꯐꯒꯠꯍꯟꯒꯅꯤ꯫ ꯀꯃꯥꯟꯗꯁꯤꯡ ꯁꯦꯝꯒꯠꯄ - ꯃꯣꯗꯦꯜ ꯑꯁꯤ ꯇ꯭ꯔꯦꯟ ꯇꯧꯔꯕ ꯑꯃꯁꯨꯡ ꯐꯥꯏꯅꯦꯜ ꯇ꯭ꯌꯨꯟ ꯇꯧꯔꯕ ꯃꯇꯨꯡꯗ ꯃꯁꯤ ꯔꯣꯕꯣꯠ ꯑꯃꯅ ꯑꯉꯥꯡꯕ ꯀ꯭ꯌꯨꯕꯁꯤꯡ ꯂꯧꯈꯠꯅꯕꯥ ꯀꯃꯥꯟꯗꯁꯤꯡ ꯁꯦꯝꯒꯠꯄꯗ ꯁꯤꯖꯤꯟꯅꯕꯥ ꯌꯥꯒꯅꯤ꯫ ꯑꯍꯥꯟꯕ ꯄ꯭ꯔꯣꯝ꯭ꯞꯇ ꯅꯠꯇꯔꯒ ꯀꯟꯇꯦꯛꯁ ꯑꯃ ꯄꯤꯔꯒ, ꯃꯣꯗꯦꯜ ꯑꯁꯤꯅ ꯔꯣꯕꯣꯠ ꯑꯁꯤꯅ ꯑꯉꯥꯡꯕ ꯀ꯭ꯌꯨꯕꯁꯤꯡ ꯑꯁꯤ ꯈꯪꯗꯣꯛꯄ, ꯂꯥꯛꯁꯤꯟꯕ, ꯂꯧꯁꯤꯟꯕ ꯑꯃꯁꯨꯡ ꯆꯠꯊꯣꯛ-ꯆꯠꯁꯤꯟ ꯇꯧꯕ ꯌꯥꯕ ꯀꯃꯥꯟꯗꯁꯤꯡꯒꯤ ꯁꯤꯀ꯭ꯋꯦꯟꯁ ꯑꯃ ꯁꯦꯝꯒꯅꯤ꯫